ꯑꯦꯔꯤꯁ ꯏꯃꯨꯡꯒꯤ ꯃꯔꯤ ꯖꯤꯎꯁ ꯑꯃꯁꯨꯡ ꯍꯦꯔꯥꯒꯤ ꯃꯆꯥꯅꯨꯄꯥ, ꯑꯔꯦꯁꯀꯤ ꯃꯆꯦꯁꯤꯡꯗꯤ ꯍꯦꯕꯦ ꯑꯃꯁꯨꯡ ꯏꯂꯦꯊꯤꯌꯥꯅꯤ꯫ ꯂꯥꯏ ꯑꯃꯥ ꯑꯣꯏꯔꯕꯁꯨ, ꯒ꯭ꯔꯤꯛꯁꯤꯡꯅ ꯃꯍꯥꯛꯄꯨ ꯊ꯭ꯔꯦꯁꯇꯒꯤ ꯑꯣꯏꯅ ꯂꯧꯈꯤ, ꯃꯈꯣꯏꯅ ꯃꯄꯥꯟ ꯂꯩꯕꯥꯛꯀꯤ ꯑꯃꯁꯨꯡ ꯂꯥꯟꯗ ꯅꯨꯡꯁꯤꯖꯕ ꯃꯤꯑꯣꯏꯁꯤꯡꯅꯤ ꯍꯥꯏꯅ ꯈꯟꯈꯤꯕ ꯑꯗꯨꯒ ꯃꯍꯥꯛꯄꯨ ꯃꯈꯣꯏ ꯃꯁꯥꯗꯒꯤ ꯃꯄꯨꯡ ꯐꯥꯅ ꯈꯦꯠꯅꯕꯒ ꯃꯔꯤ ꯂꯩꯅꯍꯟꯅꯕ ꯍꯣꯠꯅꯕꯗ ꯑꯣꯏꯔꯝꯕ ꯌꯥꯏ꯫ ꯑꯦꯔꯦꯁꯀꯤ ꯇꯣꯉꯥꯟ-ꯇꯣꯉꯥꯟꯕ ꯊꯕꯛ ꯇꯧꯃꯤꯟꯅꯕꯁꯤꯡꯒ ꯂꯣꯏꯅꯅ ꯇꯣꯉꯥꯟ-ꯇꯣꯉꯥꯟꯕ ꯑꯉꯥꯡꯁꯤꯡ ꯂꯩꯈꯤ, ꯃꯈꯣꯏꯒꯤ ꯃꯅꯨꯡꯗ ꯀꯌꯥ ꯑꯃꯅ ꯃꯍꯥꯛꯀꯤ ꯃꯃꯤꯡ ꯂꯩꯔꯕ ꯁꯤꯟꯃꯤ ꯇꯔꯥꯅꯤꯊꯣꯏ ꯄꯥꯡꯊꯣꯛꯈꯤꯕ ꯃꯇꯝꯗ ꯍꯔꯀꯨꯂꯤꯁꯀꯤ ꯃꯥꯌꯣꯛꯇ ꯂꯥꯛꯄꯗ ꯌꯥꯝꯅ ꯂꯥꯏꯕꯛ ꯊꯤꯕ ꯑꯣꯏꯈꯤ꯫ ꯑꯦꯔꯦꯁꯀꯤ ꯃꯆꯥꯅꯨꯄꯤ, ꯑꯦꯃꯥꯖꯣꯟꯒꯤ ꯃꯍꯥꯔꯥꯅꯤ ꯍꯤꯞꯄꯣꯂꯤꯇꯥꯅ ꯍꯔꯀꯨꯂꯤꯁꯇ ꯃꯍꯥꯛꯀꯤ ꯒꯔꯗꯜ ꯑꯗꯨ ꯃꯥꯡꯈꯤ,ꯃꯍꯥꯛꯀꯤ ꯃꯆꯥꯅꯨꯄꯥ ꯌꯨꯔꯤꯇꯤꯌꯟꯅ ꯃꯍꯥꯛꯀꯤ ꯁꯥ-ꯁꯟ ꯃꯥꯡꯈꯤ, ꯑꯃꯁꯨꯡ ꯗꯥꯏꯑꯣꯃꯤꯗꯤꯁꯅ ꯃꯍꯥꯛꯀꯤ ꯁꯒꯣꯜꯁꯤꯡ ꯒ꯭ꯔꯤꯛꯀꯤ ꯍꯤꯔꯣꯅ ꯍꯨꯔꯥꯟꯈꯤ꯫ ꯊꯧꯅꯥ ꯐꯕ ꯑꯗꯨꯕꯨ ꯂꯥꯟꯒꯨꯝꯕ ꯑꯦꯃꯥꯖꯣꯟꯁꯤꯡꯁꯨ ꯑꯦꯔꯦꯁꯀꯤ ꯆꯥꯔꯣꯜ-ꯁꯨꯔꯣꯜꯅꯤ ꯍꯥꯏꯅ ꯈꯟꯅꯔꯝꯃꯤ꯫ ꯒ꯭ꯔꯤꯛꯀꯤ ꯑꯔꯤꯕ ꯋꯥꯔꯤꯁꯤꯡꯗ, ꯑꯦꯔꯦꯁ ꯑꯁꯤ ꯃꯍꯥꯛꯀꯤ ꯐꯖꯕ ꯑꯃꯁꯨꯡ ꯊꯧꯅꯥ ꯐꯕꯒꯤꯗꯃꯛ ꯃꯃꯤꯡ ꯆꯠꯂꯝꯃꯤ, ꯃꯁꯤꯅ ꯃꯍꯥꯛꯄꯨ ꯒ꯭ꯔꯤꯛꯀꯤ ꯂꯥꯏꯔꯦꯝꯕꯤ ꯑꯦꯐ꯭ꯔꯣꯗꯥꯏꯠꯀꯤ ꯅꯨꯡꯁꯤꯕ ꯐꯪꯕꯗ ꯃꯇꯦꯡ ꯄꯥꯡꯈꯤ, ꯃꯍꯥꯛꯀ ꯂꯣꯏꯅꯅ ꯃꯆꯥꯅꯨꯄꯤ ꯍꯥꯔꯃꯣꯅꯤꯌꯥ ꯑꯃꯁꯨꯡ ꯅꯨꯡꯁꯤꯕ ꯑꯃꯁꯨꯡ ꯑꯄꯥꯝꯕꯒꯤ ꯂꯥꯏ ꯏꯔꯣꯁ ꯂꯩꯈꯤ꯫ ꯍꯦꯐꯥꯏꯁ꯭ꯇꯣꯁꯅ ꯅꯨꯡꯁꯤꯖꯕꯁꯤꯡꯕꯨ ꯌꯥꯝꯅ ꯍꯩꯊꯣꯏ-ꯁꯤꯡꯊꯣꯏꯔꯕ ꯐꯃꯨꯡ ꯑꯃꯗ ꯐꯥꯖꯤꯟꯕ ꯉꯝꯈꯤ, ꯑꯃꯁꯨꯡ ꯋꯥꯔꯤ ꯑꯗꯨ ꯍꯣꯃꯔꯒꯤ ꯑꯣꯗꯤꯁꯤꯒꯤ ꯕꯨꯛ ꯅꯤꯄꯥꯜꯗ ꯑꯀꯨꯞꯄ ꯃꯔꯣꯜ ꯈꯔꯗ ꯍꯥꯏꯔꯤ꯫ ꯐꯥꯔꯕ ꯃꯇꯨꯡꯗ, ꯑꯦꯔꯦꯁꯀꯤ ꯋꯥꯈꯜ ꯂꯩꯇꯕꯒꯤ ꯆꯩꯔꯥꯛ ꯑꯁꯤ ꯃꯥꯎꯟꯇ ꯑꯣꯂꯤꯝꯄꯁꯇꯒꯤ ꯃꯇꯝ ꯈꯔꯒꯤ ꯑꯣꯏꯅ ꯇꯥꯟꯊꯣꯛꯄꯅꯤ꯫ ꯍꯦꯁꯤꯌꯣꯗꯅ ꯃꯍꯥꯛꯀꯤ ꯊꯤꯌꯣꯒꯣꯅꯤꯗ 'ꯉꯥꯛꯊꯣꯛꯅꯕ ꯑꯦꯔꯦꯁ' ꯑꯃꯁꯨꯡ 'ꯁꯍꯔꯕꯨ ꯂꯧꯊꯣꯛꯄꯒꯤ ꯑꯦꯔꯦꯁ' ꯍꯥꯏꯅ ꯐꯣꯡꯗꯣꯛꯈꯤꯕ ꯂꯥꯏ ꯑꯁꯤꯅ ꯂꯥꯟꯒꯤ ꯍꯦꯟꯅ ꯃꯤꯅꯨꯡꯁꯤ ꯂꯩꯇꯕ ꯑꯃꯁꯨꯡ ꯏ-ꯅꯥꯏ ꯇꯥꯕ ꯃꯥꯏꯀꯩ ꯑꯗꯨ ꯎꯠꯈꯤ, ꯃꯁꯤ ꯂꯥꯟꯒꯤ ꯍꯦꯟꯅ ꯂꯥꯂꯣꯡꯒꯤ ꯑꯣꯏꯕ ꯃꯆꯥꯛꯁꯤꯡ ꯃꯍꯨꯠ ꯁꯤꯟꯈꯤꯕ ꯑꯦꯊꯦꯅꯥꯒ ꯃꯥꯟꯅꯩ꯫ ꯒ꯭ꯔꯤꯛꯀꯤ ꯊꯥꯏꯅꯒꯤ ꯋꯥꯔꯤꯁꯤꯡꯗꯒꯤ, ꯑꯦꯔꯦꯁ ꯑꯁꯤ ꯃꯍꯧꯁꯥꯅ ꯃꯍꯥꯛꯀꯤ ꯑꯇꯣꯞꯄ ꯃꯆꯥꯁꯤꯡꯒ ꯑꯦꯐ꯭ꯔꯣꯗꯥꯏꯠ, ꯐꯣꯕꯣꯁ (ꯐꯤꯌꯔ) ꯑꯃꯁꯨꯡ ꯗꯦꯏꯃꯣꯁ (ꯇꯦꯔ), ꯃꯍꯥꯛꯀꯤ ꯃꯆꯦ ꯑꯦꯔꯤꯁ (ꯋꯥꯊꯣꯛ) ꯑꯃꯁꯨꯡ ꯃꯍꯥꯛꯀꯤ ꯁꯒꯣꯜ ꯊꯧꯕ ꯑꯦꯟꯌꯣꯒ ꯂꯣꯏꯅꯅ ꯐꯪꯒꯗꯕꯅꯤ꯫ ꯑꯦꯔꯦꯁ ꯍꯔꯀꯨꯂꯤꯁ ꯑꯦꯔꯦꯁꯀ ꯃꯔꯤ ꯂꯩꯅꯕ ꯈ꯭ꯋꯥꯏꯗꯒꯤ ꯃꯃꯤꯡ ꯆꯠꯄ ꯑꯔꯤꯕ ꯋꯥꯔꯤ ꯑꯗꯨꯗꯤ ꯃꯍꯥꯛꯅ ꯍꯔꯀꯨꯂꯤꯁꯀ ꯂꯥꯟꯊꯦꯡꯅꯕꯅꯤ꯫ ꯑꯔꯦꯁꯀꯤ ꯃꯆꯥꯅꯨꯄꯥ ꯀꯤꯛꯅꯣꯁ ꯑꯁꯤ ꯗꯦꯜꯐꯤꯗ ꯂꯩꯕ ꯑꯣꯔꯦꯀꯜꯗ ꯆꯠꯄꯒꯤ ꯂꯝꯕꯤꯗ ꯂꯥꯏꯅꯤꯡ ꯆꯠꯄꯁꯤꯡꯕꯨ ꯂꯝꯕꯤꯗ ꯆꯠꯄꯒꯤꯗꯃꯛ ꯃꯃꯤꯡ ꯆꯠꯈꯤ, ꯑꯃꯁꯨꯡ ꯃꯔꯝ ꯑꯁꯤꯅ ꯍꯔꯀꯨꯂꯤꯁꯄꯨ ꯃꯍꯥꯛꯀ ꯊꯦꯡꯅꯅꯕ ꯊꯥꯈꯤꯕ ꯑꯦꯄꯣꯂꯣꯒꯤ ꯑꯁꯥꯎꯕ ꯑꯗꯨ ꯐꯪꯈꯤ꯫ ꯍꯔꯀꯨꯂꯤꯁꯅ ꯀꯤꯛꯅꯣꯁꯄꯨ ꯍꯥꯠꯈꯤ, ꯑꯃꯁꯨꯡ ꯌꯥꯝꯅ ꯁꯥꯎꯔꯕ ꯑꯦꯔꯦꯁꯅ ꯍꯤꯔꯣ ꯑꯗꯨꯕꯨ ꯐꯨꯅꯕ ꯑꯃꯗ ꯊꯦꯡꯅꯈꯤ꯫ ꯑꯗꯨꯝ ꯑꯣꯏꯅꯃꯛ, ꯍꯔꯀꯨꯂꯤꯁꯄꯨ ꯑꯦꯊꯤꯅꯥꯅ ꯑꯃꯥꯡ-ꯑꯇꯥꯗꯒꯤ ꯉꯥꯛꯊꯣꯛꯈꯤ ꯑꯃꯁꯨꯡ ꯑꯦꯔꯦꯁꯄꯨ ꯑꯁꯣꯛ-ꯑꯄꯟ ꯐꯥꯎꯕ ꯁꯣꯛꯍꯟꯕ ꯉꯝꯈꯤ꯫ ꯑꯦꯔꯦꯁꯀꯤꯗꯃꯛ ꯑꯇꯣꯞꯄ ꯑꯔꯤꯕ ꯋꯥꯔꯤ ꯑꯃꯁꯨꯡ ꯏꯀꯥꯏ ꯈꯨꯝꯅꯅꯤꯡꯉꯥꯏ ꯑꯣꯏꯕ ꯇꯥꯡꯀꯛ ꯑꯗꯨꯗꯤ ꯃꯈꯣꯏꯅ ꯃꯥꯎꯟꯇ ꯑꯣꯂꯤꯝꯄꯁꯇ ꯊꯣꯝꯖꯤꯟꯈꯤꯕ ꯃꯇꯝꯗ ꯃꯍꯥꯛꯄꯨ ꯖꯥꯏꯟ꯭ꯇꯁ ꯑꯦꯐꯤꯌꯥꯜꯇꯦꯁ ꯑꯃꯁꯨꯡ ꯑꯣꯇꯁ ꯑꯅꯤꯅ ꯐꯥꯈꯤꯕꯅꯤ꯫ ꯃꯈꯣꯏꯅ ꯂꯥꯏ ꯑꯗꯨꯕꯨ ꯁꯦꯟꯖꯦꯡꯒꯤ ꯖꯥꯔ (ꯅꯠꯇ꯭ꯔꯒ ꯀꯣꯜꯗ꯭ꯔꯣꯟ) ꯑꯃꯗ ꯆꯍꯤ ꯑꯃ ꯐꯥꯖꯤꯟꯗꯨꯅ ꯊꯝꯈꯤ ꯑꯃꯁꯨꯡ ꯃꯍꯥꯛꯄꯨ ꯍꯔꯃꯤꯁꯀꯤ ꯈꯨꯠꯌꯦꯛ ꯄꯤꯅꯕꯈꯛꯇꯒꯤ ꯈꯨꯠꯊꯥꯡꯗ ꯊꯥꯗꯣꯛꯈꯤ꯫ ꯇ꯭ꯔꯣꯖꯟ ꯂꯥꯟ ꯍꯣꯃꯔꯒꯤ ꯏꯂꯤꯌꯥꯗꯇ ꯇ꯭ꯔꯣꯖꯟ ꯋꯥꯔꯒꯤ ꯃꯑꯣꯡꯗ, ꯑꯦꯔꯦꯁꯅ ꯇ꯭ꯔꯣꯖꯥꯟꯁꯤꯡꯕꯨ ꯁꯧꯒꯠꯂꯤ, ꯀꯔꯤꯒꯨꯝꯕ ꯃꯇꯝꯗ ꯃꯈꯣꯏꯕꯨ ꯍꯦꯛꯇꯔꯒ ꯂꯣꯏꯅꯅ ꯂꯥꯟꯗ ꯂꯨꯆꯤꯡꯈꯤ꯫ ꯏꯂꯤꯌꯥꯗ ꯑꯁꯤꯅ ꯑꯦꯔꯦꯁꯄꯨ ꯑꯐꯕ ꯃꯉꯥꯜꯗꯒꯤ ꯍꯟꯊꯕ ꯑꯃꯁꯨꯡ ꯒ꯭ꯔꯤꯛꯀꯤ ꯂꯥꯏꯁꯤꯡꯒꯤ ꯃꯍꯨꯠꯇ ꯃꯤꯌꯥꯝꯅ ꯄꯥꯝꯅꯕ ꯑꯣꯏꯗꯕ ꯃꯤꯑꯣꯏ ꯑꯃ ꯑꯣꯏꯅ ꯎꯠꯂꯤ꯫ ꯃꯍꯥꯛꯄꯨ 'ꯃꯤꯅꯨꯡꯁꯤ ꯂꯩꯇꯕ ꯑꯦꯔꯦꯁ', 'ꯅꯨꯄꯥ-ꯃꯤꯍꯥꯠꯄ', 'ꯂꯥꯟꯒꯤ ꯆꯤꯟꯖꯥꯛ' ꯑꯃꯁꯨꯡ 'ꯅꯨꯄꯥꯁꯤꯡꯒꯤ ꯁꯥꯞ' ꯍꯥꯏꯅ ꯐꯣꯡꯗꯣꯛꯂꯤ꯫ ꯃꯊꯛꯇ ꯄꯟꯈ꯭ꯔꯤꯕ ꯊꯥꯏꯅꯒꯤ ꯋꯥꯔꯤꯁꯤꯡꯒꯨꯝꯅ ꯍꯣꯃꯔꯒꯤ ꯑꯦꯔꯦꯁꯀꯤ ꯃꯃꯤ ꯑꯁꯤꯅ ꯑꯌꯥꯝꯕꯅ ꯑꯇꯣꯞꯄ ꯂꯥꯏꯁꯤꯡꯒ ꯆꯥꯡꯗꯝꯅꯕꯗ ꯃꯍꯥꯛꯀꯤ ꯁꯣꯟꯊꯕ ꯑꯗꯨ ꯎꯠꯂꯤ꯫ ꯑꯔꯦꯁꯄꯨ ꯑꯦꯊꯦꯅꯥꯅ ꯄꯨꯟꯅ ꯃꯥꯏꯊꯤꯕ ꯄꯤꯈꯤ, ꯃꯍꯥꯛꯅ ꯑꯆꯥꯌꯟꯁꯤꯡꯕꯨ ꯃꯇꯦꯡ ꯄꯥꯡꯗꯨꯅ, ꯃꯍꯥꯛꯄꯨ ꯑꯆꯧꯕ ꯅꯨꯡꯖꯥꯎ ꯑꯃꯅ ꯊꯣꯝꯖꯤꯜꯂꯤ꯫ ꯃꯍꯥꯛ ꯑꯆꯥꯏꯌꯟꯒꯤ ꯍꯤꯔꯣ ꯗꯥꯏꯑꯣꯃꯤꯗꯤꯁꯀꯤ ꯃꯥꯌꯣꯛꯇꯁꯨ ꯍꯦꯟꯅ ꯁꯣꯛꯍꯜꯂꯤ, ꯃꯍꯥꯛꯅ ꯑꯦꯊꯤꯅꯥꯒꯤ ꯃꯇꯦꯡꯅ ꯑꯣꯏꯔꯕꯁꯨ ꯃꯍꯥꯛꯀꯤ ꯇꯥꯡꯅ ꯂꯥꯏ ꯑꯗꯨꯕꯨ ꯑꯁꯣꯛ ꯑꯄꯟ ꯅꯪꯍꯟꯕ ꯉꯝꯃꯤ꯫ ꯑꯣꯂꯤꯝꯄꯁꯇ ꯆꯦꯜꯂꯗꯨꯅ, ꯖꯤꯎꯁꯅ ꯑꯦꯔꯦꯁꯀꯤ ꯋꯥꯀꯠꯁꯤꯡ ꯑꯗꯨ ꯊꯦꯡꯅꯗꯦ ꯑꯗꯨꯕꯨ ꯄꯥꯏꯌꯣꯟꯗ ꯃꯍꯥꯛꯀꯤ ꯑꯁꯣꯛ-ꯑꯄꯟ ꯑꯗꯨ ꯐꯒꯠꯅꯕ ꯌꯥꯊꯪ ꯇꯧꯈꯤ꯫